ꯖꯤꯔꯣꯗꯀꯤ ꯑꯍꯜ ꯑꯣꯏꯔꯕ ꯃꯌꯥꯝꯕ ꯔꯣꯃꯦꯟ ꯀꯧꯕ ꯑꯃ ꯂꯩ, ꯃꯍꯥꯛ ꯐꯨꯠꯕꯣꯜꯒꯤ ꯁꯥꯟꯅꯔꯣꯏ ꯑꯃꯁꯨ ꯑꯣꯏꯔꯝꯃꯤ, ꯃꯍꯥꯛ ꯑꯣꯛꯁꯔꯦ ꯑꯦꯀꯥꯗꯦꯃꯤꯗꯥ ꯁꯥꯟꯅꯔꯝꯃꯤ ꯑꯃꯁꯨꯡ ꯐ꯭ꯔꯥꯟꯁꯀꯤ ꯃꯤꯍꯨꯠ ꯑꯣꯏꯅꯥ ꯑꯟꯗꯔ-ꯐꯤꯐꯇꯤꯟ ꯑꯃꯁꯨꯡ ꯑꯟꯗꯔ-ꯁꯦꯚꯦꯟꯇꯤꯟ ꯀꯤ ꯊꯥꯛꯇ ꯁꯥꯟꯅꯔꯝꯃꯤ, ꯑꯗꯨꯝ ꯑꯣꯏꯅꯃꯛ ꯃꯍꯥꯛꯅꯥ ꯄꯣꯇꯦꯟꯁꯤꯌꯦꯜ ꯄ꯭ꯔꯣꯐꯦꯁ꯭ꯅꯦꯜ ꯀꯦꯔꯤꯌꯔ ꯑꯃꯥ ꯊꯥꯗꯣꯛꯇꯨꯅ ꯃꯍꯩ ꯇꯝꯕ ꯑꯃꯁꯨꯡ ꯅ꯭ꯌꯨꯇ꯭ꯔꯤꯁꯟꯒꯤ ꯃꯤꯑꯣꯏ ꯑꯃꯥ ꯑꯣꯏꯔꯛꯈꯤ꯫ ꯖꯤꯔꯣꯗꯅꯥ ꯏꯪ ꯂꯤꯁꯤꯡ ꯑꯃꯒ ꯇꯔꯥꯃꯥꯊꯣꯏ ꯗ ꯖꯦꯅꯤꯐꯥꯔꯒ ꯂꯨꯍꯣꯡꯈꯤ ꯑꯃꯁꯨꯡ ꯄꯨꯟꯅꯥ ꯑꯉꯥꯡ ꯃꯔꯤ ꯄꯣꯛꯈꯤ꯫ ꯖꯤꯔꯣꯗ ꯑꯁꯤ ꯏꯚꯥꯅꯖꯦꯂꯤꯀꯦꯜ ꯄ꯭ꯔꯣꯇꯦꯁ꯭ꯇꯦꯟꯇꯅꯤ꯫ ꯃꯍꯥꯛꯅꯥ ꯃꯁꯥꯃꯛꯄꯨ "ꯌꯥꯝꯅ ꯊꯥꯖꯕ ꯃꯤꯑꯣꯏ ꯑꯃꯥ ꯑꯩꯒꯤ ꯒꯦꯝꯁꯤꯡꯒꯤ ꯃꯃꯥꯡꯗꯥ ꯑꯩꯅꯥ ꯏꯁꯥꯕꯨ ꯀ꯭ꯔꯣꯁ ꯇꯧꯖꯗꯦ ꯑꯗꯨꯕꯨ ꯑꯩꯅꯥ ꯈꯔꯥ ꯄ꯭ꯔꯥꯊꯅꯥ ꯇꯧꯏ"꯫ ꯂꯤꯁꯤꯡ ꯑꯅꯤ ꯇꯔꯥꯃꯥꯔꯤꯒꯤ ꯐꯦꯕ꯭ꯔꯨꯋꯥꯔꯤꯗꯥ ꯖꯤꯔꯣꯗꯅꯥ ꯃꯣꯗꯦꯜ ꯁꯦꯂꯤꯌꯥ ꯀꯦꯒ ꯂꯣꯏꯅꯅꯥ ꯃꯍꯥꯛꯀꯤ ꯂꯣꯏꯅꯕꯤꯕꯨ ꯂꯥꯟꯅꯥ ꯂꯝꯖꯤꯡꯈꯤ ꯍꯥꯏꯅꯥ ꯄꯥꯎꯗꯝꯈꯤ꯫ ꯊꯧꯗꯣꯛ ꯑꯗꯨꯒꯤ ꯃꯇꯨꯡꯗꯥ ꯃꯍꯥꯛꯅꯥ ꯃꯍꯥꯛꯀꯤ ꯂꯣꯏꯅꯕꯤꯗ ꯃꯥꯡꯖꯧꯅꯅ ꯍꯥꯏꯖꯈꯤ ꯑꯗꯨꯕꯨ ꯃꯇꯨꯡꯗ ꯃꯍꯥꯛꯅ ꯃꯤꯅꯝꯕ ꯇꯧꯈꯤꯗꯦ ꯍꯥꯏꯅꯥ ꯑꯀꯟꯕ ꯋꯥꯐꯝ ꯊꯝꯈꯤ꯫ ꯃꯇꯝ ꯑꯗꯨꯗꯥ ꯑꯥꯔꯁꯦꯅꯦꯜꯗ ꯖꯤꯔꯣꯗꯀꯤ ꯃꯦꯅꯦꯖꯔ ꯑꯣꯏꯔꯝꯕꯥ ꯑꯥꯔꯁꯦꯟ ꯋꯦꯡꯒꯥꯔꯅꯥ ꯋꯥꯐꯝ ꯑꯁꯤꯒꯤ ꯃꯇꯥꯡꯗ ꯋꯥꯐꯝ ꯑꯃꯠꯇ ꯊꯝꯈꯤꯗꯦ, ꯃꯍꯥꯛꯅ ꯍꯥꯏꯈꯤ ꯃꯗꯨꯗꯤ ꯃꯍꯥꯛꯅ ꯃꯍꯥꯛꯀꯤ ꯄ꯭ꯔꯥꯏꯚꯦꯁꯤꯕꯨ ꯏꯀꯥꯏ ꯈꯨꯝꯅꯕ ꯄꯥꯝꯃꯤ꯫ ꯃꯤꯗꯤꯌꯥꯗ ꯂꯤꯁꯤꯡ ꯑꯅꯤ ꯇꯔꯥꯃꯥꯔꯤꯗ ꯃꯍꯥꯛ ꯍꯨꯒꯣ ꯕꯁꯀꯤ ꯕꯣꯁ ꯕꯣꯇꯜ ꯅꯨꯄꯥꯒꯤ ꯃꯁꯛ ꯃꯑꯣꯡꯒꯤ ꯃꯐꯝ ꯑꯃꯥ ꯑꯣꯏꯈꯤ꯫ ꯂꯤꯁꯤꯡ ꯑꯅꯤ ꯇꯔꯥꯃꯉꯥꯒꯤ ꯐꯦꯕ꯭ꯔꯨꯋꯥꯔꯤꯗ ꯖꯤꯔꯣꯗꯅ ꯈ꯭ꯋꯥꯏꯗꯒꯤ ꯍꯣꯇꯦꯁ꯭ꯠ ꯄ꯭ꯔꯤꯃꯤꯌꯥꯔ ꯂꯤꯛ ꯄ꯭ꯂꯦꯌꯥꯔ ꯑꯣꯏꯅꯥ ꯚꯣꯠ ꯊꯥꯗꯈꯤ꯫ ꯖꯤ. ꯀ꯭ꯌꯨ. ꯗꯥ ꯄꯤꯈꯤꯕꯥ ꯏꯟꯇꯔꯚ꯭ꯌꯨ ꯑꯃꯗꯥ ꯃꯍꯥꯛꯅꯥ ꯗꯦꯕꯤꯗ ꯕꯦꯍꯝꯕꯨ ꯃꯍꯥꯛꯀꯤ ꯃꯤꯠꯌꯦꯡꯒꯤ ꯃꯑꯣꯡ ꯃꯇꯧꯒꯤ ꯏꯟꯁꯄꯤꯔꯦꯁꯟ ꯑꯃꯥ ꯑꯣꯏꯅꯥ ꯄꯟꯈꯤ ꯑꯃꯁꯨꯡ ꯕꯦꯀꯍꯝꯒꯤ ꯁ꯭ꯇꯥꯏꯜ ꯑꯁꯤ ꯑꯥꯏꯀꯣꯅꯤꯛ ꯍꯥꯏꯅꯥ ꯍꯥꯏꯈꯤ꯫ ꯖꯤꯔꯣꯗ ꯑꯁꯤ ꯏꯪ ꯂꯤꯁꯤꯡ ꯑꯅꯤꯒ ꯅꯤꯄꯥꯟ ꯗꯒꯤ ꯄꯨꯃꯥꯅꯥ ꯁ꯭ꯄꯣꯟꯁꯔ ꯇꯧꯗꯨꯅꯥ ꯂꯥꯛꯂꯤ꯫ ꯃꯍꯥꯛꯅꯥ ꯑꯦꯟꯇꯣꯅꯤꯑꯣ ꯒ꯭ꯔꯤꯖꯝꯌꯥꯅꯒꯥ ꯂꯣꯏꯅꯅꯥ ꯕ꯭ꯔꯥꯟꯗ ꯑꯁꯤꯒꯤ ꯑꯦꯗꯚꯥꯔꯇꯥꯏꯖꯃꯦꯟꯠ ꯑꯃꯗꯥ ꯊꯧꯗꯥꯡ ꯂꯧꯈꯤ ꯑꯃꯁꯨꯡ ꯃꯁꯤꯒꯤ ꯕ꯭ꯔꯥꯟꯗ ꯑꯁꯤꯒꯤ ꯑꯦꯗꯚꯥꯔꯇꯥꯏꯖꯃꯦꯟꯇ ꯑꯁꯤ ꯑꯣꯒꯁ꯭ꯠ ꯂꯤꯁꯤꯡ ꯑꯅꯤ ꯇꯔꯥ ꯇꯔꯨꯛꯇ ꯐꯣꯡꯈꯤ꯫ ꯑꯌꯥꯝꯕꯅꯥ ꯃꯍꯥꯛꯀꯤ ꯒꯣꯜ ꯁꯦꯂꯦꯕ꯭ꯔꯦꯁꯟꯁꯤꯡꯗꯥ ꯏꯂꯥꯕꯔꯦꯠ ꯃꯨꯚꯁꯤꯡ ꯁꯤꯖꯤꯟꯅꯗꯨꯅꯥ ꯖꯤꯔꯣꯗꯀꯤ ꯒ꯭ꯂꯦꯃꯔ ꯁ꯭ꯂꯥꯏꯗ ꯒꯣꯜ ꯁꯦꯂꯦꯕ꯭ꯔꯦꯁꯟ ꯑꯁꯤ ꯏ. ꯑꯦ. ꯁ꯭ꯄꯣꯔꯇꯁꯀꯤ ꯐꯤꯐꯥ ꯇꯔꯥ ꯇꯔꯨꯛꯇ ꯌꯥꯎꯔꯤ꯫ ꯂꯤꯁꯤꯡ ꯑꯅꯤ ꯇꯔꯥ ꯅꯤꯄꯥꯟꯒꯤ ꯅꯣꯕꯦꯝꯕꯔ ꯇꯔꯥꯍꯨꯝꯗꯣꯏꯗ ꯁꯣꯅꯤ ꯄꯤꯛꯆꯔꯁ ꯐ꯭ꯔꯥꯟꯁꯅꯥ ꯇ꯭ꯋꯤꯇꯔꯗꯥ ꯀꯟꯐꯔꯝ ꯇꯧꯈꯤ ꯃꯗꯨꯗꯤ ꯖꯤꯔꯣꯗꯅꯥ ꯐ꯭ꯔꯥꯟꯁꯀꯤ ꯗꯥꯕ ꯇꯧꯔꯕꯥ ꯚꯔꯖꯟ ꯁ꯭ꯄꯥꯏꯗꯥꯔ-ꯃꯦꯟ: ꯏꯟꯇꯨ ꯗ ꯁ꯭ꯄꯥꯏꯗꯥꯔ-ꯕꯔꯁ (ꯐ꯭ꯔꯥꯟꯁꯇꯥ ꯁ꯭ꯄꯥꯏꯗꯥꯔꯃꯦꯟ: ꯅ꯭ꯌꯨ ꯖꯦꯅꯦꯔꯦꯁꯟ ꯍꯥꯏꯅꯥ ꯈꯪꯅꯕꯥ)ꯗ ꯒ꯭ꯔꯤꯟ ꯒꯣꯕꯂꯤꯟꯒꯤ ꯈꯣꯟꯖꯦꯜ ꯑꯣꯏꯅꯥ ꯊꯧꯗꯥꯡ ꯑꯃꯥ ꯂꯧꯈꯤ꯫ ꯃꯍꯥꯛꯀꯥ ꯂꯣꯏꯅꯅꯥ ꯄ꯭ꯔꯦꯁꯅꯦꯜ ꯀꯤꯝꯄꯦꯝꯕꯦ, ꯃꯍꯥꯛꯅꯥ ꯁ꯭ꯀꯣꯔꯄꯤꯌꯟꯒꯤ ꯊꯧꯗꯥꯡ ꯂꯧꯈꯤ꯫ ꯑꯦꯁ. ꯖꯤ. ꯑꯦꯁ. ꯀꯤ ꯂꯦꯟꯗꯁꯦꯠ ꯅꯤꯄꯥꯟ ꯁꯦꯇꯦꯂꯥꯏꯠ ꯊꯥꯗꯣꯛꯇ꯭ꯔꯤꯉꯩ ꯃꯃꯥꯡꯗꯥ ꯒꯨꯒꯜꯅꯥ ꯂꯦꯟꯗ꯭ꯁꯦꯠ ꯇꯔꯦꯠ ꯀꯤ ꯏꯃꯖꯤꯅꯔꯤ ꯁꯔꯨꯛ ꯈꯔꯗꯤ ꯊꯥꯖꯕ ꯊꯝꯈꯤ,ꯃꯗꯨꯗ ꯃꯗꯨꯗ ꯍꯥꯔ꯭ꯗꯋꯦꯌꯔ ꯂꯥꯟꯅ ꯃꯊꯧ ꯇꯧꯔꯛꯄ ꯑꯃꯅꯥ ꯃꯔꯝ ꯑꯣꯏꯗꯨꯅꯥ ꯏꯃꯦꯖꯁꯤꯡꯗꯥ ꯗꯥꯏꯒꯣꯟ ꯒꯦꯞꯁꯤꯡ ꯊꯝꯈꯤ꯫ ꯂꯤꯁꯤꯡ ꯑꯅꯤ ꯇꯔꯥꯍꯨꯝꯗꯣꯏ ꯒꯨꯒꯜꯅꯥ ꯗꯦꯇꯥꯃꯥꯏꯅꯤꯡ ꯁꯤꯖꯤꯟꯅꯗꯨꯅꯥ ꯋꯥꯐꯝ ꯑꯁꯤ ꯂꯥꯛꯁꯤꯟꯅꯕꯥ ꯁꯤꯖꯤꯟꯅꯈꯤ, ꯃꯁꯤꯅꯥ ꯄ꯭ꯔꯤꯊꯤꯕꯤꯒꯤ ꯕ꯭ꯂꯨ ꯃꯥꯔꯕꯜ ꯏꯃꯦꯖꯒꯤ ꯃꯇꯨꯡꯗꯥ ꯂꯥꯛꯄꯥ ꯑꯃꯥ ꯑꯣꯏꯅꯥ ꯐꯣꯡꯗꯣꯛꯈꯤꯕꯥ ꯑꯗꯨ ꯄꯤꯈꯤ, ꯃꯁꯤꯗꯥ ꯄ꯭ꯂꯥꯅꯦꯠ ꯄꯨꯝꯕꯒꯤ ꯑꯆꯧꯕꯥ ꯏꯃꯦꯖ ꯑꯃꯈꯛꯇꯃꯛ ꯄꯤꯈꯤ꯫ ꯃꯁꯤ ꯂꯦꯟꯗ꯭ꯁꯦꯠ ꯇꯔꯦꯠꯇꯒꯤ ꯂꯧꯕꯥ ꯏꯃꯖꯤꯅꯔꯤꯒꯤ ꯃꯁꯤꯡ ꯌꯥꯝꯂꯕꯥ ꯁꯦꯠꯁꯤꯡ ꯄꯨꯟꯁꯤꯟꯗꯨꯅꯥ ꯀ꯭ꯂꯥꯎꯗ ꯑꯃꯁꯨꯡ ꯗꯥꯏꯒꯣꯟ ꯒꯦꯞꯁꯤꯡ ꯂꯧꯊꯣꯛꯇꯨꯅꯥ ""ꯃꯣꯖꯥꯏꯛ"" ꯏꯃꯦꯖ ꯑꯃꯈꯛꯇꯃꯛ ꯁꯦꯝꯈꯤ꯫ ꯒꯨꯒꯜꯅꯥ ꯍꯧꯖꯤꯛꯇꯤ ꯍꯦꯟꯅꯥ ꯐꯕꯥ ꯃꯒꯨꯟ ꯂꯩꯕꯥ ꯑꯃꯁꯨꯡ ꯍꯦꯟꯅꯥ ꯐ꯭ꯔꯤꯛꯕꯦꯟꯁꯤꯗꯥ ꯏꯃꯥꯖꯔꯤ ꯄꯤꯅꯕꯥ ꯁꯣꯔꯁ ꯀꯌꯥ ꯑꯃꯥ ꯁꯤꯖꯤꯟꯅꯔꯤ꯫